ꯕꯤꯁꯅꯨ ꯁꯔꯃꯥꯅ ꯂꯝꯖꯤꯡ-ꯂꯝꯇꯥꯛꯈꯤ꯫ ꯅꯨꯡꯉꯥꯏꯇꯕ ꯋꯥꯐꯝꯗꯤ ꯂꯣꯏꯁꯤꯟꯈꯤꯕ ꯃꯃꯤ ꯀꯨꯝꯍꯩ ꯑꯗꯨ ꯐꯣꯡꯈꯤꯗꯦ꯫ ꯃꯗꯨꯒꯤ ꯃꯇꯨꯡꯗ ꯔꯣꯖꯤꯅ ꯆꯍꯤ ꯍꯨꯝꯐꯨ ꯇꯔꯦꯠꯀꯤ ꯃꯇꯨꯡꯗ ꯗꯤꯖꯤꯇꯦꯜ ꯃꯃꯤ ꯀꯨꯝꯍꯩꯏꯁꯤꯡꯒꯤ ꯁꯔꯨꯛ ꯑꯃ ꯑꯣꯏꯕꯒꯤ ꯈꯨꯗꯣꯡꯆꯥꯕ ꯐꯪꯈꯤ꯫ ꯗꯤꯖꯤꯇꯦꯜ ꯃꯃꯤ ꯀꯨꯝꯍꯩꯗ ꯃꯍꯥꯛꯀꯤ ꯑꯍꯥꯟꯕ ꯑꯦꯛꯇꯤꯡ ꯑꯗꯨ ꯑꯇꯦꯟꯕ ꯃꯃꯤ ꯀꯨꯝꯍꯩ ꯑꯃ ꯑꯣꯏꯔꯤꯕ 'ꯇꯥꯟ'ꯗ ꯑꯣꯏꯈꯤ꯫ ꯃꯍꯥꯛꯅ "ꯁꯔꯝꯆꯦꯠ"ꯗꯁꯨ ꯁꯛꯇꯝ ꯂꯥꯡꯈꯤ꯫ ꯃꯍꯥꯛꯅ ꯃ꯭ꯌꯨꯖꯤꯛ ꯚꯤꯗꯤꯑꯣ ꯇꯔꯥ ꯍꯦꯟꯕ, ꯑꯇꯦꯟꯕ ꯃꯃꯤ ꯀꯨꯝꯍꯩ ꯇꯔꯦꯠ ꯑꯃꯁꯨꯡ ꯇꯦꯂꯤꯄ꯭ꯂꯦ ꯃꯉꯥꯗ ꯁꯛꯇꯝ ꯂꯥꯡꯈ꯭ꯔꯦ꯫ ꯃꯍꯥꯛꯅ ꯆꯥꯎꯔꯥꯛꯅ ꯃꯃꯤ ꯀꯨꯝꯍꯩ ꯃꯥꯄꯟꯗ ꯃꯔꯨꯑꯣꯏꯕ ꯁꯛꯇꯝ ꯂꯥꯡꯈꯤ꯫ ꯃꯗꯨꯒꯤ ꯃꯅꯨꯡꯗ ꯍꯨ, ꯁꯔꯝꯆꯠ, ꯃꯥꯁꯤꯡꯈꯥ, ꯅꯨꯡꯁꯤꯗ꯭ꯔꯁꯨ ꯅꯨꯡꯁꯤ, ꯏꯆꯦꯇꯣꯟ, ꯃꯤꯔꯥꯕꯥ ꯄꯟꯕ ꯌꯥꯏ꯫ ꯖꯤꯇꯦꯟꯗ꯭ꯔ ꯅꯤꯡꯒꯣꯝꯕꯥꯅ ꯂꯝꯖꯤꯡ-ꯂꯝꯇꯥꯛꯄ 'ꯁꯣꯔꯦꯟ', ꯔꯟꯖꯤꯠ ꯅꯤꯡꯊꯧꯖꯥꯅ ꯂꯝꯖꯤꯡ-ꯂꯝꯇꯥꯛꯄ 'ꯅꯥ ꯄꯪ-ꯏ ꯇꯥꯖꯥꯗꯦ', ꯁꯨꯔꯖꯥꯀꯥꯟꯇꯅ ꯂꯝꯖꯤꯡ-ꯂꯝꯇꯥꯛꯄ 'ꯃꯥꯏ-ꯑꯣꯟ' ꯑꯃꯁꯨꯡ 'ꯅꯣꯡꯉꯥꯜꯂꯦ' ꯑꯅꯤꯃꯛ ꯑꯁꯤꯒꯨꯝꯕ ꯔꯣꯖꯤꯅ ꯁꯛꯇꯝ ꯂꯥꯡꯈꯤꯕ ꯃꯃꯤ ꯀꯨꯝꯍꯩꯁꯤꯡ ꯑꯁꯤ ꯊꯥ ꯈꯔꯒꯤ ꯃꯅꯨꯡꯗ ꯁꯤꯜꯚꯔꯗ ꯂꯥꯛꯂꯤ꯫ ꯔꯣꯖꯤ ꯑꯁꯤ ꯍꯧꯖꯤꯛ ꯄꯥꯟꯊꯣꯏꯕꯤ ꯅꯥꯇ꯭ꯌ ꯃꯟꯗꯤꯔꯒ ꯃꯔꯤ ꯂꯩꯅꯩ꯫ ꯃꯃꯥꯡꯗ ꯔꯣꯖꯤꯅ ꯗꯤꯄꯛ ꯅꯤꯡꯊꯧꯖꯥꯒꯤ ꯃꯈꯥꯗ ꯑꯦꯟ. ꯇꯤ. ꯊꯤꯌꯦꯇꯔꯗ ꯂꯩꯔꯝꯃꯤ꯫ ꯃꯍꯥꯛꯅ ꯗꯤꯄꯛꯅ ꯂꯝꯖꯤꯡ-ꯂꯝꯇꯥꯛꯈꯤꯕ ꯗ꯭ꯔꯃꯥ ꯇꯔꯥ ꯅꯤꯄꯥꯜꯗ ꯁꯛꯇꯝ ꯂꯥꯡꯈ꯭ꯔꯦ꯫ ꯃꯍꯥꯛꯅ ꯁꯨꯃꯥꯡ ꯂꯤꯂꯥ ꯇꯔꯥ ꯃꯊꯣꯏ ꯍꯦꯟꯕꯗꯁꯨ ꯁꯛꯇꯝ ꯂꯥꯡꯈꯤ ꯃꯗꯨꯒꯤ ꯃꯅꯨꯡꯗ ꯃꯍꯥꯛꯅ ꯃꯉꯥꯁꯨꯕ ꯃꯅꯤꯄꯨꯔ ꯁ꯭ꯇꯦꯠ ꯀꯥꯂꯥ ꯑꯦꯀꯥꯗꯦꯃꯤ ꯁꯨꯃꯥꯡ ꯂꯤꯂꯥ ꯐꯦꯁꯇꯤꯕꯦꯜꯒꯤ ꯈ꯭ꯋꯥꯏꯗꯒꯤ ꯐꯕ ꯃꯃꯤꯔꯣꯏꯒꯤ ꯃꯅꯥ ꯐꯪꯍꯟꯈꯤꯕ 'ꯄꯨꯔꯥꯛꯂꯦ ꯄꯥꯎꯈꯨꯝ' ꯐꯝꯕꯥꯛ ꯀꯨꯝꯍꯩ ꯑꯗꯨꯗ ꯄꯦꯟꯈꯤ꯫ ꯃꯍꯥꯛꯅ ꯊꯕꯛ ꯇꯧꯔꯤꯕ ꯂꯝꯖꯤꯡ-ꯂꯝꯇꯥꯛꯄ ꯈꯨꯗꯤꯡꯃꯛꯅ ꯄꯤꯕ ꯀꯦꯔꯦꯛꯇꯔ ꯔꯣꯜ ꯑꯗꯨ ꯃꯍꯥꯛꯅ ꯌꯥꯏ꯫ ꯃꯍꯥꯛꯅ ꯃꯃꯤ ꯀꯨꯝꯍꯩ 'ꯃꯥꯏ-ꯑꯣꯟ'ꯗ ꯑꯉꯛꯄ ꯅꯨꯄꯤ ꯑꯃꯒꯤ ꯁꯤꯡꯅꯅꯤꯡꯉꯥꯏ ꯑꯣꯏꯕ ꯁꯛꯇꯝ ꯑꯃꯥ ꯂꯧꯈꯤ꯫ ꯃꯃꯤ ꯀꯨꯝꯍꯩ ꯑꯁꯤꯒꯤ ꯁ꯭ꯀ꯭ꯔꯤꯞ ꯑꯗꯨ ꯔꯣꯖꯤ ꯃꯁꯥꯃꯛꯅ ꯏꯈꯤꯕꯅꯤ꯫ ꯂꯥꯏꯕꯛ ꯐꯕꯗꯤ, ꯔꯣꯖꯤꯅ ꯃꯍꯥꯛꯀꯤ ꯂꯣꯏꯅꯕꯤꯒꯤ ꯑꯆꯧꯕ ꯃꯇꯦꯡ ꯐꯪꯉꯤ꯫ ꯑꯗꯨꯕꯨ ꯅꯨꯄꯤ ꯑꯃ ꯑꯣꯏꯕꯅ ꯃꯍꯥꯛ ꯑꯔꯨꯕ ꯐꯤꯚꯝ ꯈꯔ ꯊꯦꯡꯅꯩ꯫ ꯃꯇꯝ ꯂꯦꯞꯄꯒꯤ ꯃꯇꯝꯁꯤꯡ ꯂꯣꯏꯁꯤꯟꯕ, ꯌꯨꯝꯒꯤ ꯊꯕꯛꯁꯤꯡ ꯂꯣꯏꯁꯤꯟꯕ, ꯃꯃꯥ-ꯃꯄꯥꯕꯨ ꯁꯦꯕꯥ ꯇꯧꯕ ꯑꯁꯤꯅ ꯃꯍꯥꯛꯅ ꯇꯧꯒꯗꯕ ꯑꯗꯨꯈꯛꯇꯅꯤ꯫ ꯃꯁꯤꯒꯤ ꯃꯊꯛꯇ, ꯃꯍꯥꯛꯅ ꯃꯍꯥꯛꯀꯤ ꯑꯦꯄꯣꯏꯟꯃꯦꯟ꯭ꯇꯁꯤꯡꯒꯤꯗꯃꯛꯇ ꯃꯇꯝ ꯆꯨꯞꯄꯒꯤ ꯑꯣꯏꯕ ꯃꯊꯧ ꯇꯥꯏ꯫ ꯔꯣꯖꯤ ꯑꯁꯤ ꯇꯣꯉꯥꯟ-ꯇꯣꯉꯥꯟꯕ ꯀꯂꯥꯒꯤ ꯃꯑꯣꯡꯁꯤꯡꯒ ꯃꯔꯤ ꯂꯩꯅꯩ꯫ ꯀꯂꯥꯒꯤ ꯃꯑꯣꯡ ꯄꯨꯝꯅꯃꯛ ꯈꯦꯠꯅꯩ꯫ ꯃꯑꯣꯡ ꯈꯨꯗꯤꯡꯃꯛꯀꯤ ꯃꯁꯥꯒꯤ ꯑꯣꯏꯕ ꯇꯣꯞ-ꯇꯣꯞꯄ ꯂꯩ꯫ ꯃꯍꯥꯛꯅ ꯗ꯭ꯔꯃꯥ, ꯂꯤꯂꯥ, ꯐꯤꯜꯝ ꯑꯁꯤꯅꯆꯤꯡꯕꯗ ꯊꯕꯛ ꯇꯧꯔꯤꯕꯁꯤꯗ ꯃꯍꯥꯛ ꯌꯥꯝꯅ ꯅꯨꯡꯉꯥꯏꯖꯩ꯫ ꯃꯍꯥꯛ ꯃꯁꯤꯗꯒꯤ ꯇꯣꯉꯥꯟ-ꯇꯣꯉꯥꯟꯕ ꯃꯍꯥꯎ ꯂꯧꯔꯤ꯫ ꯁꯨꯃꯥꯡ ꯂꯤꯂꯥꯗ ꯁꯛꯇꯝ ꯂꯥꯡꯕ ꯑꯁꯤ ꯁꯤꯡꯅꯕ ꯑꯃꯅꯤ, ꯃꯁꯤ ꯍꯟꯖꯤꯟ ꯍꯟꯖꯤꯟ ꯇꯧꯕ ꯌꯥꯗꯦ꯫ ꯃꯁꯤ ꯃꯥꯏꯀꯩ ꯃꯔꯤꯃꯛꯇꯒꯤ ꯇꯁꯦꯡꯅ ꯍꯤꯡꯉꯤ꯫ ꯁꯨꯃꯥꯡ ꯂꯤꯂꯥꯗ ꯁꯛꯇꯝ ꯂꯥꯡꯕ ꯃꯇꯝꯗ ꯀꯅꯥꯒꯨꯝꯕ ꯑꯃꯅ ꯌꯥꯝꯅ ꯆꯦꯛꯁꯤꯟꯕ ꯃꯊꯧ ꯇꯥꯏ꯫ ꯅꯨꯄꯤ ꯁꯨꯃꯥꯡ ꯂꯤꯂꯥꯒꯤ ꯆꯠꯅꯕꯤ ꯑꯁꯤ ꯍꯤꯡꯍꯟꯗꯨꯅ ꯊꯝꯅꯕꯒꯤꯗꯃꯛ, ꯔꯣꯖꯤꯅ ꯀꯂꯥꯒꯤ ꯃꯑꯣꯡ ꯑꯁꯤꯗ ꯌꯥꯎꯕ ꯍꯧꯔꯛꯄꯗꯒꯤ ꯍꯧꯅ ꯊꯃꯣꯏ ꯁꯦꯡꯅ ꯊꯕꯛ ꯇꯧꯗꯨꯅ ꯂꯥꯛꯂꯤ꯫ ꯅꯨꯄꯤꯁꯤꯡꯅ ꯇꯣꯉꯥꯟ-ꯇꯣꯉꯥꯟꯕ ꯂꯝꯁꯤꯡꯗ ꯃꯥꯏ ꯄꯥꯛꯈ꯭ꯔꯦ ꯑꯃꯁꯨꯡ ꯃꯔꯝ ꯑꯁꯤꯅ ꯀꯂꯥꯒꯤ ꯃꯑꯣꯡ ꯑꯁꯤꯁꯨ ꯃꯥꯏ ꯄꯥꯛꯄꯒꯤ ꯆꯥꯡ ꯂꯩ꯫ ꯑꯗꯨꯝ ꯑꯣꯏꯅꯃꯛ, ꯃꯁꯤꯗ ꯈꯥꯡꯕ ꯉꯝꯕ ꯑꯗꯨ ꯊꯝꯕ ꯀꯥꯟꯅꯩ꯫ ꯃꯥꯏ ꯄꯥꯛꯂꯕ ꯑꯥꯔꯇꯤꯁ ꯑꯃꯥ ꯑꯣꯏꯕꯒꯤꯗꯃꯛ ꯔꯣꯖꯤꯅ ꯃꯍꯥꯛꯀꯤ ꯃꯃꯥ-ꯃꯄꯥꯒꯤ, ꯃꯍꯥꯛꯀꯤ ꯂꯣꯏꯅꯕꯤꯗ ꯃꯍꯥꯛꯅ ꯀꯩꯗꯧꯅꯨꯡꯗ ꯂꯣꯏꯁꯤꯟꯗ꯭ꯔꯤꯕ ꯃꯇꯦꯡ ꯄꯥꯡꯕꯒꯤꯗꯃꯛ ꯑꯃꯁꯨꯡ ꯃꯍꯥꯛꯄꯨ ꯃꯍꯥꯛꯀꯤ ꯑꯄꯥꯝꯕꯒꯤ ꯃꯇꯨꯡ ꯏꯟꯅ ꯆꯠꯄꯒꯤ ꯑꯌꯥꯕ ꯄꯤꯕ, ꯃꯍꯥꯛꯅ ꯂꯧꯁꯤꯡ ꯊꯤꯔꯤꯕ ꯃꯍꯥꯛꯀꯤ ꯂꯝꯖꯤꯡ-ꯂꯝꯇꯥꯛꯄꯁꯤꯡꯒꯤꯗꯃꯛꯇꯁꯨ ꯊꯥꯒꯠꯈꯤ꯫